ꯂꯣꯖꯤꯀꯦꯜ ꯑꯣꯏꯕ ꯋꯥꯐꯝ ꯃꯉꯥ ꯂꯤꯁ꯭ꯠ ꯇꯧꯕꯤꯌꯨ꯫ ꯑꯦꯗ ꯍꯣꯃꯤꯅꯦꯝ ꯃꯁꯤ ꯃꯤꯑꯣꯏ ꯑꯃꯅꯥ ꯋꯥꯐꯝ ꯑꯗꯨꯕꯨ ꯑꯦꯗ꯭ꯔꯦꯁ ꯇꯧꯕꯒꯤ ꯃꯍꯨꯠꯇꯥ ꯋꯥꯐꯝ ꯑꯗꯨ ꯐꯣꯡꯗꯣꯛꯂꯤꯕꯥ ꯃꯤꯑꯣꯏ ꯑꯗꯨꯒꯤ ꯃꯑꯣꯡ ꯃꯇꯧ, ꯃꯣꯇꯤꯕ ꯅꯠꯇ꯭ꯔꯒꯥ ꯑꯇꯣꯞꯄꯥ ꯄꯔꯁꯣꯅꯦꯜ ꯑꯦꯠꯔꯤꯕ꯭ꯌꯨꯠꯁꯤꯡꯗꯥ ꯑꯦꯇꯦꯛ ꯇꯧꯕ ꯐꯦꯂꯥꯁꯤ ꯑꯃꯅꯤ꯫ ꯃꯁꯤꯒꯤ ꯐꯦꯂꯥꯁꯤ ꯑꯁꯤꯅꯥ ꯑꯦꯇꯦꯛ ꯇꯧꯕ ꯑꯃꯁꯨꯡ ꯔꯤꯐ꯭ꯌꯨꯠ ꯇꯧꯕꯗꯥ ꯂꯥꯏꯍꯟꯅꯕꯥ ꯑꯣꯄꯣꯖꯤꯁꯟꯒꯤ ꯋꯥꯐꯝ ꯑꯃꯥ ꯂꯥꯟꯅꯥ ꯐꯣꯡꯗꯣꯛꯄꯥ ꯅꯠꯇ꯭ꯔꯒꯥ ꯍꯦꯟꯅ ꯋꯥꯡꯈꯠꯍꯟꯕꯥ ꯌꯥꯎꯏ꯫ ꯑꯔꯥꯟꯕꯥ ꯑꯅꯤꯡꯕ ꯑꯄꯥꯝꯕ ꯍꯥꯏꯅ ꯈꯪꯅꯕꯥ, ꯃꯁꯤꯒꯤ ꯑꯔꯥꯟꯕꯥ ꯑꯁꯤꯅꯥ ꯇꯁꯦꯡꯕꯗ ꯑꯇꯣꯞꯄ ꯄꯥꯝꯕꯩ ꯍꯦꯟꯅ ꯂꯩꯕ ꯌꯥꯏ, ꯑꯗꯨꯕꯨ ꯑꯣꯏꯊꯣꯛꯄ ꯌꯥꯕ ꯑꯃꯠꯇꯥ ꯉꯥꯏꯔꯕ ꯋꯥꯔꯦꯞ ꯑꯣꯏꯅ ꯑꯣꯄꯁꯟ ꯑꯅꯤ ꯈꯛꯇꯃꯛ ꯄꯤꯕ ꯌꯥꯎꯏ꯫ ꯀꯅꯥꯒꯨꯝꯕꯥ ꯑꯃꯅꯥ ꯀꯔꯤꯒꯨꯝꯕꯥ ꯋꯥꯐꯝ ꯑꯃꯥꯕꯨ ꯑꯆꯨꯝꯕꯥ ꯑꯣꯏꯒꯗꯕꯅꯤ ꯍꯥꯏꯅ ꯂꯥꯎꯊꯣꯛꯂꯕꯥ ꯃꯇꯝꯗꯥ, ꯃꯗꯨꯕꯨ ꯁꯄꯣꯔꯠ ꯇꯧꯅꯕꯥ ꯄ꯭ꯔꯃꯥꯟ ꯑꯃꯠꯇꯥ ꯄꯤꯗꯅꯥ, ꯑꯣꯊꯣꯔꯤꯇꯤ ꯐꯤꯒꯔ ꯅꯠꯇ꯭ꯔꯒꯥ ꯑꯦꯛꯁꯄꯔꯠ ꯑꯃꯅꯥ ꯍꯥꯏꯔꯛꯄꯗꯒꯤ ꯊꯣꯛꯏ꯫ ꯃꯁꯤ ꯃꯤꯑꯣꯏ ꯑꯃꯅꯥ ꯀꯔꯤꯒꯨꯝꯕꯥ ꯄꯣꯠꯁꯛ ꯑꯃꯕꯨ ꯃꯤꯌꯥꯝꯅꯥ ꯄꯥꯝꯅꯕꯥ ꯅꯠꯇ꯭ꯔꯒꯥ ꯃꯤꯑꯣꯏ ꯀꯌꯥꯅꯥ ꯊꯥꯖꯕꯅꯥ ꯃꯔꯝ ꯑꯣꯏꯗꯨꯅꯥ ꯑꯆꯨꯝꯕꯥ ꯅꯠꯇ꯭ꯔꯒ ꯑꯆꯨꯝꯕꯅꯤ ꯍꯥꯏꯅꯥ ꯂꯧꯕ ꯋꯥꯐꯝ ꯑꯃꯅꯤ꯫ ꯃꯁꯤ ꯃꯤꯌꯥꯝꯅꯥ ꯄꯥꯝꯅꯕꯥ ꯑꯄꯤꯜ ꯑꯃꯥ ꯑꯣꯏꯅꯥꯁꯨ ꯈꯪꯅꯩ꯫ ꯗꯥꯏꯖꯦꯁ꯭ꯇꯤꯚ ꯁꯤꯁ꯭ꯇꯦꯝ ꯑꯁꯤ ꯀꯔꯝꯅꯥ ꯊꯕꯛ ꯇꯧꯕꯒꯦ ꯍꯥꯏꯕꯗꯨ ꯑꯩꯉꯣꯟꯗꯥ ꯍꯥꯏꯕꯤꯌꯨ꯫ ꯗꯥꯏꯖꯦꯁ꯭ꯇꯤꯚ ꯁꯤꯁ꯭ꯇꯦꯝ ꯍꯥꯏꯕꯁꯤ ꯍꯛꯆꯥꯡꯅꯥ ꯁꯤꯖꯤꯟꯅꯕꯥ ꯌꯥꯕꯥ ꯑꯦꯅꯔꯖꯤ ꯑꯃꯁꯨꯡ ꯅ꯭ꯌꯨꯠꯔꯤꯑꯦꯟꯇꯁꯤꯡꯗꯥ ꯑꯣꯟꯊꯣꯛꯅꯕꯥ ꯄꯨꯟꯅꯥ ꯊꯕꯛ ꯇꯧꯃꯤꯟꯅꯔꯤꯕꯥ ꯑꯣꯔꯒꯥꯟꯁꯤꯡꯒꯤ ꯀꯥꯡꯂꯨꯞ ꯑꯃꯅꯤ꯫ ꯅꯍꯥꯛꯅꯥ ꯆꯥꯕꯥ ꯃꯇꯝꯗꯥ, ꯆꯤꯟꯖꯥꯛꯁꯤꯡꯅꯥ ꯃꯆꯤꯟꯖꯥꯛ ꯊꯣꯡꯅꯥꯎꯗꯥ ꯆꯦꯟꯊꯈꯤꯗꯨꯅꯥ ꯃꯗꯨ ꯆꯦꯟꯊꯈꯤꯗꯨꯅꯥ ꯆꯦꯟꯁꯤꯜꯂꯛꯏ ꯑꯃꯁꯨꯡ ꯂꯦꯡ-ꯑꯣꯠꯄꯗꯥ ꯌꯥꯎꯍꯟꯗꯨꯅꯥ ꯕꯣꯂꯁ ꯀꯧꯕ ꯇꯔꯨ-ꯇꯥꯟꯅꯕꯥ ꯄꯣꯠꯁꯛ ꯑꯃꯥ ꯁꯦꯝꯃꯤ꯫ ꯃꯗꯨꯒꯤ ꯃꯇꯨꯡꯗꯥ ꯕꯣꯂꯁ ꯑꯁꯤꯅꯥ ꯏꯁꯣꯐꯦꯒꯁꯀꯤ ꯃꯈꯥꯗꯥ ꯑꯃꯁꯨꯡ ꯄꯦꯔꯤꯁ꯭ꯇꯦꯂꯁꯤꯁ ꯍꯥꯏꯅꯥ ꯈꯪꯅꯕꯥ ꯊꯧꯑꯣꯡ ꯑꯃꯒꯤ ꯈꯨꯠꯊꯥꯡꯗꯥ ꯏꯁꯣꯐꯦꯒꯁꯀꯤ ꯃꯁꯂꯁꯤꯡꯗꯥ ꯔꯤꯗꯃꯤꯛ ꯀꯟꯠꯔꯦꯛꯇ ꯇꯧꯕꯥ ꯑꯃꯁꯨꯡ ꯔꯤꯂꯦꯛꯁꯟ ꯇꯧꯕꯥ ꯍꯥꯏꯕꯁꯤꯅꯤ꯫ ꯈꯣꯡꯗꯥ ꯑꯃꯨꯛ ꯍꯟꯅꯥ ꯆꯪꯁꯤꯜꯂꯕꯥ ꯃꯇꯨꯡꯗꯥ, ꯕꯣꯂꯁ ꯑꯁꯤ ꯒ꯭ꯌꯥꯁꯠꯔꯤꯛ ꯖꯨꯁꯁꯤꯡꯒꯥ ꯂꯣꯏꯅꯅꯥ ꯌꯥꯟꯁꯤꯟꯅꯩ, ꯃꯈꯣꯏꯗꯥ ꯑꯦꯅꯖꯥꯏꯃꯁꯤꯡ ꯑꯃꯁꯨꯡ ꯍꯥꯏꯗ꯭ꯔꯣꯛꯂꯣꯔꯤꯛ ꯑꯦꯁꯤꯠ ꯌꯥꯎꯏ ꯑꯃꯁꯨꯡ ꯃꯁꯤꯅꯥ ꯆꯤꯟꯖꯥꯛ ꯑꯗꯨ ꯁꯣꯛꯍꯟꯕꯗꯥ ꯃꯇꯦꯡ ꯄꯥꯡꯏ꯫ ꯃꯗꯨꯒꯤ ꯃꯇꯨꯡꯗꯥ ꯕꯣꯂꯁ ꯑꯗꯨ ꯆꯥꯏꯝ ꯀꯧꯕꯥ ꯂꯤꯛꯌꯨꯏꯗ ꯑꯃꯗꯥ ꯑꯣꯟꯊꯣꯛꯏ ꯑꯃꯁꯨꯡ ꯑꯄꯤꯛꯄꯥ ꯏꯟꯇꯦꯁ꯭ꯇꯥꯏꯅꯗꯥ ꯆꯦꯜꯂꯤ꯫ ꯁ꯭ꯃꯣꯜ ꯏꯟꯇꯦꯁ꯭ꯇꯥꯏꯟ ꯍꯥꯏꯕꯁꯤ ꯆꯤꯟꯖꯥꯛꯇꯒꯤ ꯂꯥꯛꯄꯥ ꯅ꯭ꯌꯨꯠꯔꯤꯑꯦꯟꯇ ꯑꯌꯥꯝꯕꯗꯤ ꯏꯗꯥ ꯆꯦꯟꯊꯈꯤꯕꯥ ꯃꯐꯝ ꯑꯗꯨꯅꯤ꯫ ꯑꯄꯤꯛꯄꯥ ꯏꯟꯇꯦꯁ꯭ꯇꯥꯏꯅꯒꯤ ꯋꯥꯂꯁꯤꯡꯗꯥ ꯚꯤꯂꯤ ꯀꯧꯕꯥ ꯑꯄꯤꯛꯄꯥ ꯐꯤꯉ꯭ꯒꯔ-ꯃꯥꯟꯅꯕꯥ ꯄ꯭ꯔꯣꯖꯦꯛꯁꯁꯤꯡ ꯌꯥꯎꯏ, ꯃꯗꯨꯅꯥ ꯁꯣꯛꯍꯟꯅꯕꯒꯤꯗꯃꯛ ꯃꯊꯛꯇꯥ ꯂꯩꯕꯥ ꯃꯐꯝ ꯑꯗꯨ ꯍꯦꯟꯒꯠꯍꯜꯂꯤ꯫ ꯆꯥꯏꯝ ꯑꯁꯤ ꯑꯍꯦꯟꯕꯥ ꯑꯦꯅꯖꯥꯏꯃꯁꯤꯡ ꯑꯃꯁꯨꯡ ꯄꯦꯟꯀꯔꯤꯑꯦꯖ, ꯂꯤꯚꯔ ꯑꯃꯁꯨꯡ ꯒꯥꯂꯕ꯭ꯂꯦꯗꯔꯗꯒꯤ ꯊꯣꯛꯄꯥ ꯁꯦꯛꯔꯦꯁꯟꯁꯤꯡꯒꯥ ꯂꯣꯏꯅꯅꯥ ꯌꯥꯟꯁꯤꯟꯅꯗꯨꯅꯥ ꯆꯤꯟꯖꯥꯛ ꯑꯗꯨ ꯃꯈꯥ ꯇꯥꯅꯥ ꯁꯣꯛꯍꯜꯂꯤ꯫ ꯂꯦꯝꯍꯧꯔꯤꯕꯥ ꯑꯃꯣꯠꯄꯁꯤꯡ ꯑꯁꯤ ꯑꯆꯧꯕꯥ ꯏꯟꯇꯦꯁ꯭ꯇꯥꯏꯅꯗꯥ ꯆꯪꯁꯤꯜꯂꯤ, ꯃꯐꯝ ꯑꯗꯨꯗꯥ ꯏꯁꯤꯡ ꯑꯃꯁꯨꯡ ꯏꯂꯦꯛꯠꯔꯣꯂꯥꯏꯠꯁꯤꯡ ꯑꯃꯨꯛ ꯍꯟꯅꯥ ꯁꯣꯛꯍꯜꯂꯤ, ꯑꯃꯁꯨꯡ ꯂꯦꯝꯍꯧꯔꯤꯕꯥ ꯁꯣꯂꯤꯠꯇ ꯑꯃꯣꯠꯄꯁꯤꯡ ꯑꯗꯨ ꯐꯤꯁꯇꯥ ꯀꯝꯄꯦꯛꯇ ꯇꯧꯏ꯫ ꯃꯗꯨꯒꯤ ꯃꯇꯨꯡꯗꯥ ꯐꯤꯁ ꯑꯗꯨ ꯔꯦꯛꯇꯨꯝꯗꯥ ꯊꯝꯖꯤꯜꯂꯤ ꯃꯗꯨꯗꯤ ꯃꯈꯣꯏꯗꯨ ꯈꯣꯡ ꯍꯥꯝꯂꯕꯥ ꯃꯇꯝꯗꯥ ꯃꯁꯥ ꯃꯊꯟꯇꯥ ꯍꯛꯆꯥꯡꯗꯒꯤ ꯊꯣꯛꯂꯛꯔꯤꯕ ꯐꯥꯎꯕꯥ꯫ ꯑꯄꯨꯟꯕꯥ ꯑꯣꯏꯅ, ꯗꯥꯏꯖꯦꯁ꯭ꯇꯤꯚ ꯁꯤꯁ꯭ꯇꯦꯝꯅꯥ ꯑꯩꯈꯣꯏꯅꯥ ꯆꯥꯔꯤꯕꯥ ꯆꯤꯟꯖꯥꯛꯁꯤꯡ ꯑꯁꯤ ꯑꯩꯈꯣꯏꯒꯤ ꯍꯛꯆꯥꯡꯅꯥ ꯊꯕꯛ ꯇꯧꯕꯗꯥ ꯃꯊꯧ ꯇꯥꯕꯥ ꯅ꯭ꯌꯨꯠꯔꯤꯑꯦꯟꯇꯁꯤꯡ ꯑꯃꯁꯨꯡ ꯑꯦꯅꯔꯖꯤꯗꯥ ꯈꯥꯏꯗꯣꯛꯄꯗꯥ ꯃꯔꯨꯑꯣꯏꯕꯥ ꯊꯧꯗꯥꯡ ꯂꯧꯔꯤ꯫